ꯔꯦꯁꯤꯁꯇꯤꯚ ꯏꯟꯗꯦꯛꯁ ꯒꯨꯝꯕ ꯃꯦꯗꯤꯀꯦꯜ ꯏꯃꯦꯖꯁꯤꯡ ꯑꯦꯅꯥꯂꯥꯏꯖ ꯇꯧꯗꯨꯅ ꯑꯦꯕꯅꯣꯔꯃꯦꯂꯤꯇꯤꯁꯤꯡ ꯈꯪꯗꯣꯛꯄ, ꯑꯀꯛꯅꯕ ꯂꯥꯏꯅꯥꯁꯤꯡ ꯈꯪꯗꯣꯛꯄ ꯑꯃꯁꯨꯡ ꯑꯆꯨꯝꯕ ꯗꯥꯏꯒ꯭ꯅꯣꯁꯤꯁ ꯇꯧꯕ ꯌꯥꯏ꯫ ꯈꯨꯗꯝ ꯑꯣꯏꯅ, ꯔꯦꯁꯤꯁꯇꯤꯚ ꯏꯟꯗꯦꯛꯁ ꯒꯤ ꯇꯦꯛꯅꯣꯂꯣꯖꯤꯁꯤꯡꯅ ꯔꯦꯗꯤꯑꯣꯂꯣꯖꯤꯁꯁꯤꯡꯗ ꯕ꯭ꯔꯦꯁ꯭, ꯂꯪꯁ, ꯑꯃꯁꯨꯡ ꯁ꯭ꯀꯤꯟ ꯀꯦꯟꯁꯔꯒꯨꯝꯕ ꯀꯦꯟꯁꯔꯁꯤꯡ ꯍꯦꯟꯅ ꯑꯆꯨꯝꯕ ꯃꯑꯣꯡꯗ ꯑꯃꯁꯨꯡ ꯉꯟꯅ ꯈꯪꯗꯣꯛꯄꯗ ꯃꯇꯦꯡ ꯄꯥꯡꯏ꯫ ꯃꯁꯤꯗ ꯅꯠꯇꯅ, ꯑꯔꯇꯤꯐꯤꯁꯤꯑꯦꯜ ꯏꯟꯇꯦꯂꯤꯖꯦꯟꯁ ꯒꯤ ꯇꯦꯛꯅꯣꯂꯣꯖꯤꯁꯤꯡ ꯑꯁꯤ ꯑꯅꯥꯕꯁꯤꯡꯅ ꯃꯈꯣꯏꯒꯤ ꯃꯦꯗꯤꯀꯦꯜ ꯍꯤꯁꯇ꯭ꯔꯤ, ꯗꯦꯃꯣꯒ꯭ꯔꯥꯐꯤꯛ, ꯑꯃꯁꯨꯡ ꯂꯥꯏꯐꯁ꯭ꯇꯥꯏꯜꯒꯤ ꯐꯦꯛꯇꯔꯁꯤꯡꯗ ꯌꯨꯝꯐꯝ ꯑꯣꯏꯔꯒ ꯑꯀꯛꯅꯕ ꯂꯥꯏꯅ ꯑꯃ ꯅꯠꯇ꯭ꯔꯒ ꯃꯦꯗꯤꯀꯦꯜ ꯀꯟꯗꯤꯁꯟ ꯑꯃ ꯂꯥꯛꯄꯒꯤ ꯔꯤꯁ꯭ꯛ ꯐꯣꯔꯀꯥꯁ ꯇꯧꯅꯕ ꯄ꯭ꯔꯤꯗꯤꯛꯇꯤꯚ ꯃꯣꯗꯦꯜꯁꯤꯡ ꯁꯦꯝꯒꯠꯅꯕ ꯁꯤꯖꯤꯟꯅꯔꯤ꯫ ꯃꯁꯤꯅ ꯗꯣꯛꯇꯔꯁꯤꯡꯕꯨ ꯄꯨꯟꯁꯤ ꯀꯟꯕ ꯉꯝꯕ ꯄ꯭ꯔꯤꯚꯦꯟꯇꯤꯚ ꯏꯟꯇꯔꯚꯦꯟꯁꯟꯁꯤꯡ ꯏꯝꯄ꯭ꯂꯤꯃꯦꯟꯇ ꯇꯧꯕ ꯉꯝꯍꯜꯂꯤ꯫ ꯗ꯭ꯔꯒ ꯗꯤꯁꯀꯣꯚꯔꯤꯗꯥ ꯑꯥꯔꯇꯤꯐꯤꯁꯤꯑꯦꯜ ꯏꯟꯇꯤꯂꯤꯖꯦꯟꯁ ꯅꯥ ꯑꯅꯧꯕ ꯗ꯭ꯔꯒꯁꯤꯡ ꯈꯪꯗꯣꯛꯄ ꯑꯃꯁꯨꯡ ꯄꯨꯊꯣꯛꯄꯒꯤ ꯊꯧꯑꯣꯡ ꯌꯥꯡꯁꯤꯜꯍꯟꯅꯕ ꯁꯤꯖꯤꯟꯅꯔꯤ꯫ ꯑꯥꯔꯇꯤꯐꯤꯁꯤꯑꯦꯜ ꯏꯟꯇꯤꯂꯤꯖꯦꯟꯁ ꯅꯥ ꯗ꯭ꯔꯒꯁꯤꯡꯅ ꯍꯛꯆꯥꯡꯗ ꯂꯩꯔꯤꯕ ꯑꯀꯛꯅꯕ ꯄ꯭ꯔꯣꯇꯤꯟꯁꯤꯡ, ꯖꯤꯅꯁꯤꯡ ꯑꯃꯁꯨꯡ ꯁꯦꯜꯁꯤꯡꯒꯥ ꯀꯔꯝꯅ ꯃꯔꯤ ꯂꯩꯉꯅꯤ ꯍꯥꯏꯕꯗꯨ ꯂꯥꯎꯊꯣꯛꯄ ꯉꯝꯃꯤ, ꯃꯁꯤꯅ ꯗ꯭ꯔꯒꯁꯤꯡ ꯑꯁꯤ ꯀ꯭ꯂꯤꯅꯤꯀꯦꯜ ꯇ꯭ꯔꯥꯏꯑꯦꯜꯁꯤꯡꯗ ꯇꯦꯁ ꯇꯧꯕꯗ ꯆꯪꯕ ꯃꯇꯝ ꯑꯃꯁꯨꯡ ꯃꯃꯜ ꯍꯟꯊꯥꯍꯜꯂꯤ꯫ ꯃꯁꯤꯒꯤ ꯃꯊꯛꯇꯥ, ꯑꯤꯔꯇꯤꯐꯤꯑꯦꯜ ꯏꯟꯇꯤꯂꯤꯖꯦꯟꯁ ꯅꯥ ꯃꯊꯧ ꯇꯧꯕ ꯚꯔꯆꯨꯑꯦꯜ ꯑꯦꯁꯤꯁꯇꯦꯟꯁꯤꯡ ꯑꯃꯁꯨꯡ ꯆꯦꯠꯕꯣꯠꯁꯤꯡ ꯑꯁꯤ ꯃꯦꯗꯤꯀꯦꯜ ꯏꯟꯐꯣꯔꯃꯦꯁꯟ ꯄꯤꯗꯨꯅ, ꯄꯦꯁꯦꯟꯇꯁꯤꯡꯒꯤ ꯋꯍꯪꯁꯤꯡꯒꯤ ꯄꯥꯎꯈꯨꯝ ꯄꯤꯗꯨꯅ, ꯑꯃꯁꯨꯡ ꯄꯦꯁꯦꯟꯇꯁꯤꯡꯅ ꯃꯈꯣꯏꯒꯤ ꯃꯦꯗꯤꯀꯦꯁꯟ ꯁꯦꯗ꯭ꯌꯨꯜꯁꯤꯡ ꯃꯦꯅꯦꯖ ꯇꯧꯕꯗ ꯃꯇꯦꯡ ꯄꯥꯡꯗꯨꯅ ꯄꯦꯁꯦꯟꯇꯁꯤꯡꯒꯤ ꯀꯦꯌꯔ ꯐꯒꯠꯍꯟꯅꯕ ꯁꯤꯖꯤꯟꯅꯔꯤ꯫ ꯑꯥꯔꯇꯤꯐꯤꯁꯤꯑꯦꯜ ꯏꯟꯇꯦꯂꯤꯖꯦꯟꯁ ꯅꯥ ꯑꯅꯥꯕꯁꯤꯡꯒꯤ ꯖꯦꯅꯦꯇꯤꯛ ꯃꯦꯛꯑꯞ ꯑꯃꯁꯨꯡ ꯃꯦꯗꯤꯀꯦꯜ ꯍꯤꯁꯇ꯭ꯔꯤꯗ ꯌꯨꯝꯐꯝ ꯑꯣꯏꯕ ꯄꯔꯁꯣꯅꯦꯂꯥꯏꯖ ꯇ꯭ꯔꯤꯠꯃꯦꯟꯇ ꯄ꯭ꯂꯥꯟꯁꯤꯡ ꯁꯦꯝꯒꯠꯄꯗꯁꯨ ꯁꯤꯖꯤꯟꯅꯔꯤ꯫ ꯑꯄꯨꯟꯕ ꯑꯣꯏꯅ, ꯑꯥꯔꯇꯤꯐꯤꯁꯤꯑꯦꯟ ꯏꯟꯇꯦꯂꯤꯖꯦꯟꯁ ꯅꯥ ꯗꯥꯏꯒ꯭ꯅꯣꯁꯇꯤꯛ ꯑꯦꯛꯀ꯭ꯌꯨꯔꯦꯁꯤ ꯐꯒꯠꯍꯟꯗꯨꯅ, ꯀꯦꯌꯔꯒꯤ ꯃꯃꯜ ꯍꯟꯊꯍꯟꯗꯨꯅ, ꯗ꯭ꯔꯒ ꯗꯤꯁꯀꯣꯚ꯭ꯔꯤ ꯈꯣꯡꯖꯦꯜ ꯌꯥꯡꯅ ꯑꯃꯁꯨꯡ ꯄꯦꯁꯦꯟꯇꯁꯤꯡꯒꯤ ꯐꯜꯁꯤꯡ ꯍꯦꯟꯒꯠꯍꯟꯗꯨꯅ ꯃꯦꯗꯤꯁꯤꯟꯗ ꯃꯔꯨꯑꯣꯏꯕ ꯊꯧꯗꯥꯡ ꯂꯧꯔꯤ꯫ ꯑꯥꯔꯇꯤꯐꯤꯁꯤꯑꯦꯜ ꯏꯟꯇꯦꯂꯤꯖꯦꯟꯁ ꯒꯤ ꯇꯦꯛꯅꯣꯂꯣꯖꯤꯁꯤꯡ ꯃꯈꯥ ꯇꯥꯅ ꯃꯥꯡꯂꯣꯝꯗ ꯆꯪꯁꯤꯜꯂꯛꯄ ꯑꯃꯁꯨꯡ ꯃꯦꯗꯤꯀꯦꯜ ꯄ꯭ꯔꯦꯛꯇꯤꯁꯇ ꯄꯨꯟꯁꯤꯜꯂꯛꯄꯒ ꯂꯣꯏꯅꯥꯅ ꯍꯦꯜꯊꯀꯦꯌꯔ ꯑꯃꯁꯨꯡ ꯃꯦꯗꯤꯁꯤꯟꯗ ꯃꯈꯥ ꯇꯥꯅ ꯑꯍꯣꯡꯕ ꯂꯥꯛꯀꯅꯤ ꯍꯥꯏꯅ ꯑꯩꯈꯣꯏꯅ ꯊꯥꯖꯕ ꯊꯝꯕ ꯌꯥꯏ꯫ ꯀꯔꯤꯒꯤꯗꯃꯛꯇꯥ ꯅꯨꯃꯤꯠ ꯑꯁꯤ ꯑꯇꯤꯌꯥꯒꯤ ꯃꯔꯛꯇ ꯆꯠꯊꯣꯛ-ꯆꯠꯁꯤꯟ ꯇꯧꯕ ꯎꯕ ꯐꯪꯂꯤꯕꯅꯣ ꯍꯥꯏꯕꯗꯨ ꯁꯟꯗꯣꯛꯅ ꯇꯥꯛꯄꯤꯌꯨ꯫ ꯅꯨꯃꯤꯠ ꯑꯁꯤ ꯄ꯭ꯔ꯭ꯤꯊꯤꯕꯤꯅ ꯃꯁꯥꯒꯤ ꯑꯦꯛꯁꯤꯁꯇꯥ ꯍꯨꯔꯥꯟꯕ ꯑꯁꯤꯅ ꯃꯔꯝ ꯑꯣꯏꯗꯨꯅ ꯑꯇꯤꯌꯥꯒꯤ ꯃꯄꯥꯟꯗ ꯆꯠꯊꯣꯛ-ꯆꯠꯁꯤꯟ ꯇꯧꯕ ꯎꯕ ꯐꯪꯏ꯫ ꯄ꯭ꯔ꯭ꯤꯊꯤꯕꯤ ꯑꯁꯤ ꯒ꯭ꯔꯦꯚꯤꯇꯤꯒꯤ ꯃꯇꯨꯡ ꯏꯟꯅꯥ, ꯅꯠꯇ꯭ꯔꯒ ꯅꯣꯡꯆꯨꯞꯂꯣꯝꯗꯒꯤ ꯅꯣꯡꯆꯨꯝꯂꯣꯝꯗ, ꯄꯨꯡ ꯀꯨꯟꯃꯔꯤ ꯈꯨꯗꯤꯡꯒꯤ ꯃꯄꯨꯡꯐꯥꯕ ꯔꯣꯇꯦꯁꯟ ꯑꯃ ꯃꯄꯨꯡ ꯐꯥꯍꯜꯂꯤ꯫ ꯄ꯭ꯔ꯭ꯤꯊꯤꯕꯤ ꯑꯁꯤ ꯍꯟꯗꯣꯛ-ꯍꯟꯖꯤꯟ ꯇꯧꯕꯅ ꯃꯔꯝ ꯑꯣꯏꯗꯨꯅ ꯑꯇꯤꯌꯥꯗ ꯂꯦꯡꯗꯅ ꯂꯩꯔꯤꯕ ꯅꯨꯃꯤꯠ ꯑꯁꯤ ꯅꯣꯡꯆꯨꯞꯂꯣꯝꯗ ꯊꯣꯔꯛꯄ ꯎꯕ ꯐꯪꯏ ꯑꯃꯁꯨꯡ ꯇꯞꯅ ꯇꯞꯅ ꯅꯣꯡꯆꯨꯞꯂꯣꯝꯗ ꯂꯦꯞꯄ ꯐꯥꯎꯕ ꯑꯇꯤꯌꯥꯒꯤ ꯃꯔꯛꯇ ꯆꯠꯊꯣꯛ-ꯆꯠꯁꯤꯟ ꯇꯧꯕ ꯎꯕ ꯐꯪꯏ꯫ ꯑꯗꯨꯕꯨ ꯃꯁꯤ ꯄ꯭ꯔ꯭ꯤꯊꯤꯕꯤꯒꯤ ꯆꯠꯊꯣꯛ-ꯆꯠꯁꯤꯟꯅ ꯃꯔꯝ ꯑꯣꯏꯗꯨꯅ ꯑꯣꯞꯇꯤꯀꯦꯜ ꯏꯜꯌꯨꯖꯟ ꯈꯛꯇꯅꯤ꯫ ꯅꯨꯃꯤꯠ ꯃꯁꯥꯃꯛ ꯆꯠꯊꯣꯛ-ꯆꯠꯁꯤꯟ ꯇꯧꯕ ꯉꯝꯗꯦ, ꯑꯗꯨꯕꯨ ꯑꯔꯥꯞꯄ ꯃꯅꯨꯡ ꯍꯟꯖꯤꯟꯕ ꯄ꯭ꯔ꯭ꯤꯊꯤꯕꯤꯗꯒꯤ ꯑꯩꯈꯣꯏꯒꯤ ꯃꯤꯠꯌꯦꯡꯅ ꯃꯁꯤꯕꯨ ꯆꯠꯂꯤꯕ ꯃꯑꯣꯡꯗ ꯎꯕ ꯐꯪꯏ꯫ ꯅꯣꯚꯦꯜ ꯑꯣꯞꯅꯤꯡ ꯁꯦꯟꯁꯟ ꯑꯃ ꯏꯕꯤꯌꯨ꯫ ꯀ꯭ꯔꯤꯝꯁꯟ ꯅꯨꯃꯤꯠꯅ ꯇꯞꯅ ꯇꯞꯅ ꯅꯣꯡꯃꯩ ꯀꯥꯞꯂꯒꯥ ꯊꯣꯔꯛꯄ ꯃꯇꯝꯗ, ꯉꯁꯤ ꯅꯨꯃꯤꯗꯥꯡꯋꯥꯏꯔꯝ ꯃꯍꯥꯛꯀꯤ ꯄꯨꯟꯁꯤꯕꯨ ꯃꯇꯝ ꯆꯨꯞꯄꯒꯤ ꯑꯣꯏꯅ ꯍꯣꯡꯂꯛꯀꯅꯤ ꯍꯥꯏꯕꯒꯤ ꯅꯨꯡꯉꯥꯏꯇꯕ ꯋꯥꯈꯜ ꯑꯗꯨ ꯑꯅꯥꯕꯦꯜꯅꯥ ꯁꯣꯛꯍꯟꯕ ꯉꯝꯈꯤꯗꯦ꯫ ꯌꯥꯝꯗ꯭ꯔꯕꯗ ꯃꯦꯇꯥꯐꯣꯔ ꯑꯃ ꯌꯥꯎꯍꯟꯅꯕ ꯄꯤꯔꯤꯕ ꯁꯦꯟꯁꯟ ꯑꯗꯨ ꯑꯦꯗꯤꯠ ꯇꯧ꯫ ꯅꯤꯡꯊꯤꯖꯅ ꯂꯩꯕ ꯑꯗꯨ ꯃꯤꯠ ꯎꯗꯕ ꯑꯣꯏꯔꯝꯃꯤ꯫ ꯅꯤꯡꯊꯤꯖꯅꯥ ꯈꯣꯟꯖꯦꯜ ꯑꯃ ꯑꯣꯏꯈꯤ, ꯃꯗꯨꯒꯤ ꯃꯄꯥꯡꯒꯜ ꯀꯅꯥꯕ ꯒ꯭ꯔꯤꯞ ꯑꯗꯨꯗ ꯔꯨꯝ ꯑꯗꯨꯕꯨ ꯊꯨꯒꯥꯏꯈꯤ꯫